ꯑꯅꯧꯕꯥ ꯔꯤꯖꯅꯦꯜ ꯄꯥꯔꯛ ꯑꯃꯥ ꯗꯤꯖꯥꯏꯟ ꯇꯧꯕꯗꯥ ꯁꯔꯨꯛ ꯌꯥꯕꯥ ꯄꯣꯇꯦꯟꯁꯤꯑꯦꯜ ꯁ꯭ꯇꯦꯀꯍꯣꯜꯗꯔ ꯈꯔꯗꯤ ꯃꯈꯥꯗꯥ ꯄꯤꯔꯤꯕꯁꯤꯡꯁꯤꯅꯤ꯫ ꯂꯣꯀꯦꯜ ꯒꯕꯔꯅꯃꯦꯟꯇ ꯑꯦꯖꯦꯟꯁꯤꯁꯤꯡ ꯑꯁꯤꯅꯥ ꯃꯈꯣꯏꯒꯤ ꯖꯨꯔꯤꯁꯗꯤꯛꯁꯟꯒꯤ ꯃꯅꯨꯡꯗꯥ ꯄꯥꯔꯛꯁꯤꯡ ꯌꯥꯎꯅꯥ ꯄꯕ꯭ꯂꯤꯛ ꯁ꯭ꯄꯦꯁꯁꯤꯡ ꯃꯦꯅꯦꯖ ꯇꯧꯕ ꯑꯃꯁꯨꯡ ꯗꯤꯚꯦꯂꯞ ꯇꯧꯕꯒꯤ ꯊꯧꯗꯥꯡ ꯂꯧꯔꯤ꯫ ꯀꯝꯌꯨꯅꯤꯇꯤ ꯒ꯭ꯔꯨꯄꯁꯤꯡ ꯄꯥꯔꯛ ꯑꯁꯤ ꯁꯤꯖꯤꯟꯅꯒꯗꯧꯔꯤꯕ ꯔꯦꯁꯤꯗꯦꯟꯇꯁꯤꯡꯒꯤ ꯃꯊꯧ ꯇꯥꯕꯁꯤꯡ ꯑꯃꯁꯨꯡ ꯑꯋꯥꯕꯁꯤꯡꯒꯤ ꯃꯇꯥꯡꯗꯥ ꯋꯥꯈꯜ ꯇꯥꯕ ꯄꯤꯕꯥ ꯉꯝꯕ ꯂꯣꯀꯦꯜ ꯀꯝꯌꯨꯅꯤꯇꯤ ꯒ꯭ꯔꯨꯄꯁꯤꯡꯒꯤ ꯃꯤꯍꯨꯠꯁꯤꯡ꯫ꯑꯦꯟꯚꯥꯏꯔꯣꯃꯦꯟꯠ ꯑꯣꯔꯒꯥꯅꯥꯏꯖꯦꯁꯟꯁꯤꯡ ꯑꯦꯟꯚꯥꯏꯔꯣꯃꯦꯟꯠ ꯀꯟꯖꯥꯔꯕꯦꯁꯟ ꯑꯃꯁꯨꯡ ꯁꯁ꯭ꯇꯦꯅꯦꯕꯤꯂꯤꯇꯤꯗꯥ ꯃꯤꯠꯌꯦꯡ ꯊꯝꯕ ꯑꯣꯔꯒꯥꯅꯥꯏꯖꯦꯁꯟꯁꯤꯡꯅꯥ ꯃꯇꯧ ꯀꯔꯝꯅꯥ ꯄꯥꯔꯛ ꯑꯁꯤ ꯀꯝꯌꯨꯅꯤꯇꯤ ꯑꯃꯁꯨꯡ ꯑꯦꯟꯚꯥꯏꯔꯣꯃꯦꯟꯠ ꯑꯅꯤꯃꯛꯇꯥ ꯀꯥꯟꯅꯕꯥ ꯄꯤꯕ ꯃꯑꯣꯡꯗꯥ ꯗꯤꯖꯥꯏꯟ ꯇꯧꯒꯗꯒꯦ ꯍꯥꯏꯕꯒꯤ ꯃꯇꯥꯡꯗꯥ ꯃꯃꯜ ꯌꯥꯝꯂꯕꯥ ꯏꯟꯄꯨꯠꯁꯤꯡ ꯄꯤꯕꯥ ꯉꯝꯒꯅꯤ꯫ ꯂꯣꯀꯦꯜ ꯕꯤꯖꯤꯅꯦꯁ ꯑꯣꯅꯔꯁꯤꯡ ꯄꯥꯔꯛ ꯑꯁꯤꯒꯤ ꯃꯅꯥꯛꯇꯥ ꯂꯩꯕ ꯂꯣꯀꯦꯜ ꯕꯤꯖꯤꯅꯦꯁꯁꯤꯡꯅꯥ ꯈꯣꯡꯅꯥ ꯆꯠꯄꯥ ꯍꯦꯟꯒꯠꯂꯛꯄꯗꯒꯤ ꯀꯥꯟꯅꯕꯥ ꯐꯪꯂꯕ ꯌꯥꯏ ꯑꯃꯁꯨꯡ ꯄꯥꯔꯛ ꯑꯁꯤꯒꯤ ꯗꯤꯖꯥꯏꯟ ꯑꯃꯁꯨꯡ ꯃꯥꯏ ꯄꯥꯛꯄꯗꯥ ꯚꯦꯁ꯭ꯠ ꯏꯟꯇꯔꯦꯁ꯭ꯠ ꯂꯩꯕ ꯌꯥꯏ꯫ ꯂꯦꯟꯁ꯭ꯀꯦꯞ ꯑꯥꯔꯀꯤꯇꯦꯛꯆꯔ ꯅꯠꯇ꯭ꯔꯒ ꯑꯔꯕꯥꯟ ꯄ꯭ꯂꯥꯅꯔꯁꯤꯡ ꯂꯝꯁꯤꯡ ꯑꯁꯤꯒꯤ ꯄ꯭ꯔꯣꯐꯦꯁ꯭ꯅꯦꯜꯁꯤꯡꯅꯥ ꯑꯦꯁ꯭ꯇꯦꯇꯤꯛ ꯑꯣꯏꯅ ꯅꯨꯡꯉꯥꯏꯕ ꯑꯃꯁꯨꯡ ꯐꯪꯡꯁ꯭ꯅꯦꯜ ꯄꯕ꯭ꯂꯤꯛ ꯁ꯭ꯄꯦꯁꯁꯤꯡ ꯗꯤꯖꯥꯏꯟ ꯇꯧꯕꯗꯥ ꯑꯦꯛꯁꯄꯔꯠ ꯑꯣꯏ ꯑꯃꯁꯨꯡ ꯑꯅꯧꯕ ꯄꯥꯔꯛ ꯑꯁꯤꯅꯥ ꯁ꯭ꯇꯦꯀꯍꯣꯜꯗꯔ ꯄꯨꯝꯅꯃꯛꯀꯤ ꯃꯊꯧ ꯇꯥꯕꯁꯤꯡ ꯑꯃꯁꯨꯡ ꯑꯦꯁ꯭ꯄꯤꯔꯦꯁꯟꯁꯤꯡ ꯑꯗꯨ ꯁꯣꯏꯗꯅꯥ ꯐꯪꯍꯟꯕꯗꯥ ꯃꯇꯦꯡ ꯄꯥꯡꯕ ꯉꯝꯒꯅꯤ꯫ ꯑꯅꯧꯕꯥ ꯃꯤꯁ꯭ꯠꯔꯤ ꯅꯣꯚꯦꯜ ꯑꯃꯥꯒꯤꯗꯃꯛ ꯋꯥꯔꯤꯃꯆꯥ ꯑꯃꯥ ꯁꯦꯝꯃꯨ꯫ ꯃꯤꯑꯣꯏ ꯑꯃꯥ ꯃꯥꯡꯈꯤꯕ ꯃꯤꯑꯣꯏ ꯑꯃꯒꯤ ꯀꯦꯁ ꯑꯃꯅꯥ ꯀꯣꯂꯣꯔꯦꯗꯣꯒꯤ ꯃꯁꯛ ꯅꯥꯏꯕ ꯇꯨꯔꯦꯜꯁꯤꯡꯗꯥ ꯊꯨꯡꯂꯔꯕꯥ ꯑꯄꯤꯛꯄꯥ ꯁꯍꯔ ꯋꯤꯂꯣ ꯀ꯭ꯔꯤꯛ ꯑꯗꯨ ꯁꯣꯛꯍꯟꯈꯤ꯫ ꯅꯍꯥ ꯑꯣꯏꯔꯤꯕꯥ, ꯑꯦꯝꯕꯤꯁꯤꯌꯁ ꯑꯣꯏꯕ ꯄꯥꯎꯃꯤ ꯑꯃꯥ ꯑꯣꯏꯔꯤꯕ ꯏꯃꯤꯂꯤꯅꯥ ꯃꯥꯡꯈꯤ꯫ ꯃꯍꯥꯛꯄꯨ ꯎꯈꯤꯕꯥ ꯑꯔꯣꯏꯕ ꯃꯤꯑꯣꯏ ꯑꯗꯨꯗꯤ ꯃꯍꯥꯛꯀꯤ ꯑꯦꯗꯤꯇꯔꯅꯤ꯫ ꯇ꯭ꯔꯦꯏꯁ ꯑꯃꯠꯇꯥ ꯂꯩꯇꯕꯅꯥ, ꯂꯤꯗꯔ ꯑꯃꯠꯇꯥ ꯂꯩꯇꯕ, ꯑꯃꯁꯨꯡ ꯁꯥꯛꯈꯤ ꯑꯃꯠꯇꯥ ꯂꯩꯇꯕ ꯏꯅꯚꯦꯁ꯭ꯇꯤꯒꯦꯁꯟ ꯑꯗꯨ ꯌꯥꯝꯅ ꯊꯨꯅꯥ ꯂꯣꯏꯁꯤꯟꯈꯤ꯫ ꯊꯥ ꯀꯌꯥ ꯂꯥꯛꯈꯤ, ꯑꯃꯁꯨꯡ ꯇꯥꯎꯟ ꯑꯗꯨꯅꯥ ꯁꯣꯛꯍꯜꯂꯕꯥ ꯊꯧꯗꯣꯛ ꯑꯗꯨ ꯀꯥꯎꯊꯣꯛꯄꯥ ꯍꯧꯔꯛꯈꯤ, ꯃꯗꯨꯕꯨ ꯁꯨꯞꯅꯇꯒꯤ ꯑꯇꯣꯞꯄꯥ ꯁꯣꯜꯕ ꯇꯧꯗꯕꯥ ꯃꯥꯡꯈꯤꯕꯥ ꯑꯃꯥ ꯐꯥꯎꯕꯥ ꯆꯣꯡꯊꯕꯥ ꯍꯧꯔꯛꯈꯤ꯫ ꯍꯥꯏꯕꯗꯤ ꯑꯀꯨꯞꯄꯥ ꯃꯔꯣꯜꯁꯤꯡꯗꯥ ꯌꯥꯝꯅ ꯀꯨꯞꯅꯥ ꯌꯦꯡꯁꯤꯟꯕꯤꯕꯥ, ꯑꯃꯁꯨꯡ ꯄꯥꯖꯜ ꯁꯣꯜꯕ ꯇꯧꯕꯗꯥ ꯌꯥꯝꯅꯥ ꯊꯋꯥꯏ ꯌꯥꯎꯕꯥ ꯁꯥꯔꯥ ꯀꯧꯕ ꯑꯉꯛꯄꯥ ꯅꯍꯥ ꯑꯣꯏꯔꯤꯕ ꯅꯨꯄꯤ ꯑꯃꯅꯥ ꯁꯍꯔꯗꯥ ꯆꯪꯂꯛꯄꯥ ꯐꯥꯎꯕ꯫ ꯃꯍꯥꯛꯅꯥ ꯑꯦꯅꯤꯒ꯭ꯃꯥ ꯑꯁꯤ ꯆꯥꯎꯔꯥꯛꯅꯥ ꯄꯔꯁꯣꯅꯦꯜ ꯆꯦꯂꯦꯟꯖ ꯑꯃꯥ ꯑꯣꯏꯅꯥ ꯂꯧꯈꯤ꯫ ꯃꯍꯥꯛꯅꯥ ꯍꯦꯟꯅꯥ ꯀꯨꯄꯁꯤꯜꯂꯛꯄꯒꯥ ꯂꯣꯏꯅꯅꯥ ꯋꯥꯐꯝꯁꯤꯡ ꯑꯁꯤ ꯍꯥꯞꯆꯤꯜꯂꯛꯄꯥ ꯉꯝꯗꯕꯥ ꯃꯑꯣꯡꯗꯥ ꯎꯕꯥ ꯐꯪꯈꯤ꯫ ꯁꯤꯔꯕꯥ ꯃꯇꯨꯡꯗꯥ ꯐꯣꯡꯈꯤꯕꯥ ꯏꯃꯤꯂꯤꯒꯤ ꯑꯔꯣꯏꯕꯥ ꯑꯥꯔꯇꯤꯀꯜ ꯑꯗꯨ ꯇꯥꯎꯅꯒꯤ ꯃꯦꯌꯔ ꯑꯃꯁꯨꯡ ꯃꯍꯥꯛꯀꯤ ꯁꯦꯡꯂꯕꯥ ꯂꯂꯣꯟ ꯏꯇꯤꯛꯀꯤ ꯊꯕꯛꯁꯤꯡꯒꯤ ꯃꯇꯥꯡꯗꯥ ꯌꯥꯝꯅ ꯂꯨꯕꯥ ꯑꯦꯛꯁꯄꯣꯖꯔ ꯑꯃꯅꯤ꯫ ꯁꯥꯔꯥꯅꯥ ꯏꯅꯚꯦꯁ꯭ꯇꯤꯒꯦꯁꯟ ꯑꯗꯨꯗꯥ ꯌꯥꯎꯁꯤꯜꯂꯛꯏ, ꯃꯍꯥꯀꯄꯨ ꯇꯝꯄꯥꯛꯀꯤ ꯈ꯭ꯋꯥꯏꯗꯒꯤ ꯃꯄꯥꯉ꯭ꯡꯒꯜ ꯀꯟꯕꯥ ꯃꯤꯑꯣꯏ ꯈꯔꯗꯥ ꯄꯨꯔꯛꯄꯥ ꯀ꯭ꯂꯨꯁꯤꯡꯒꯤ ꯇꯞꯅꯥ ꯂꯝꯕꯤ ꯑꯃꯥ ꯊꯋꯥꯏ ꯌꯥꯎꯅꯥ ꯇꯨꯡ ꯏꯟꯗꯨꯅꯥ ꯆꯠꯂꯤ꯫ ꯃꯍꯥꯛꯅꯥ ꯑꯔꯣꯏꯕꯗꯥ ꯃꯍꯥꯛꯀꯤ ꯄꯨꯟꯁꯤꯕꯨ ꯈꯨꯗꯣꯡꯊꯤꯕꯥ ꯅꯪꯍꯟꯕꯥ ꯉꯝꯕꯥ, ꯁꯦꯝꯗꯣꯛ-ꯁꯦꯝꯖꯤꯟ ꯇꯧꯕ ꯑꯃꯁꯨꯡ ꯁꯦꯟꯖꯥ-ꯊꯨꯝꯖꯥꯒꯤ ꯋꯦꯕ ꯑꯃꯥ ꯎꯕꯥ ꯐꯪꯗ꯭ꯔꯤ ꯐꯥꯎꯕꯥ ꯃꯍꯥꯛꯅꯥ ꯄꯥꯖꯜ ꯑꯗꯨ ꯄꯨꯟꯅꯥ ꯊꯝꯖꯤꯜꯂꯤ꯫ ꯁꯥꯔꯥꯅꯥ ꯃꯤꯁ꯭ꯠꯔꯤ ꯑꯗꯨ ꯁꯣꯜꯕ ꯇꯧꯔꯒꯥ ꯏꯃꯤꯂꯤꯗꯥ ꯀꯔꯤ ꯊꯣꯛꯈꯤꯕꯒꯦ ꯍꯥꯏꯕꯗꯨ ꯈꯪꯂꯝꯒꯅꯤ ꯅꯠꯇ꯭ꯔꯒꯥ ꯋꯤꯂꯣ ꯀ꯭ꯔꯤꯀꯀꯤ ꯃꯤ ꯁꯤꯍꯟꯕꯥ ꯌꯥꯕ ꯋꯥꯐꯝꯁꯤꯡꯒꯤ ꯃꯊꯪꯒꯤ ꯁꯤꯀꯥꯔ ꯑꯣꯏꯔꯛꯀꯅꯤ꯫